ꯃꯥꯏꯄꯥꯛꯅ ꯔꯤꯖ꯭ꯌꯨꯝ ꯑꯃ ꯏꯅꯕꯒꯤꯗꯃꯛ ꯇꯤꯄꯁ ꯃꯉꯥꯒꯤ ꯂꯤꯁꯠ ꯑꯃ ꯁꯦꯝꯃꯨ꯫ ꯅꯍꯥꯛꯀꯤ ꯔꯤꯖ꯭ꯌꯨꯝ ꯑꯗꯨ ꯊꯕꯛ ꯑꯗꯨꯒꯥ ꯆꯨꯁꯤꯟꯅꯍꯟꯕꯥ: ꯊꯕꯛꯀꯤ ꯃꯁꯛ ꯑꯃꯁꯨꯡ ꯅꯍꯥꯛꯅꯥ ꯑꯦꯄꯂꯥꯏ ꯇꯧꯔꯤꯕꯥ ꯄꯣꯖꯤꯁꯟ ꯑꯗꯨꯒꯤ ꯑꯀꯛꯅꯕꯥ ꯃꯊꯧ ꯇꯥꯕꯁꯤꯡꯒꯥ ꯃꯥꯟꯅꯅꯥ ꯅꯍꯥꯛꯀꯤ ꯔꯤꯖ꯭ꯌꯨꯝ ꯑꯗꯨ ꯀꯁ꯭ꯇꯝ ꯑꯣꯏꯅꯥ ꯁꯦꯝꯃꯨ꯫ ꯅꯍꯥꯛꯀꯤ ꯃꯔꯤ ꯂꯩꯅꯕꯥ ꯁ꯭ꯀꯤꯜꯁꯤꯡ ꯑꯃꯁꯨꯡ ꯑꯦꯛꯁꯄꯤꯔꯤꯑꯦꯟꯁꯁꯤꯡ ꯑꯗꯨ ꯐꯣꯡꯗꯣꯛꯅꯕꯒꯤꯗꯃꯛ ꯖꯣꯕ ꯂꯤꯁ꯭ꯇꯇꯒꯤ ꯀꯤ-ꯋꯥꯔꯗꯁꯤꯡ ꯁꯤꯖꯤꯟꯅꯧ꯫ ꯃꯁꯤ ꯊꯣꯏꯗꯣꯛ ꯍꯦꯟꯗꯣꯛꯄꯥ ꯑꯃꯁꯨꯡ ꯌꯥꯝꯅꯥ ꯑꯣꯔꯒꯅꯥꯏꯖ ꯇꯧꯕ: ꯃꯥꯏ ꯄꯥꯛꯂꯕꯥ ꯔꯤꯖ꯭ꯌꯨꯝ ꯑꯁꯤ ꯃꯌꯦꯛ ꯁꯦꯡꯕꯥ, ꯄꯥꯕꯥ ꯌꯥꯕ ꯑꯃꯁꯨꯡ ꯃꯌꯦꯛ ꯁꯦꯡꯕꯥ ꯍꯦꯗꯤꯡꯁꯤꯡ ꯑꯃꯁꯨꯡ ꯕꯨꯂꯦꯠ ꯄꯣꯏꯟꯇꯁꯤꯡꯒꯥ ꯂꯣꯏꯅꯅ ꯌꯥꯝꯅꯥ ꯐꯖꯅꯥ ꯑꯣꯔꯒꯅꯥꯏꯖ ꯇꯧꯕꯥ ꯌꯥꯏ꯫ ꯄꯦꯖ ꯑꯃ ꯅꯠꯇꯔꯒꯥ ꯑꯅꯤꯒꯤ ꯂꯝꯕꯤ ꯑꯃ ꯁꯦꯝꯅꯕꯥ ꯄꯥꯟꯗꯝ ꯊꯝꯃꯨ, ꯑꯃꯁꯨꯡ ꯋꯥꯍꯩ ꯈꯨꯗꯤꯡꯃꯛ ꯃꯁꯤꯡ ꯌꯥꯝꯍꯟꯒꯗꯕꯅꯤ꯫ ꯅꯍꯥꯛꯀꯤ ꯑꯦꯆꯤꯕꯃꯦꯟꯇꯁꯤꯡꯗꯥ ꯑꯀꯟꯕꯥ ꯋꯥꯐꯝ ꯊꯝꯃꯨ: ꯈ꯭ꯋꯥꯏꯗꯒꯤ ꯏꯐꯦꯛꯇꯤꯕ ꯑꯣꯏꯕꯥ ꯔꯤꯖ꯭ꯌꯨꯝꯁꯤꯡꯅ ꯅꯍꯥꯛꯅ ꯄꯥꯡꯊꯣꯛꯈꯤꯕ ꯊꯕꯛꯁꯤꯡ ꯑꯗꯨꯗ ꯃꯤꯠꯌꯦꯡ ꯊꯝꯂꯤ- ꯅꯍꯥꯛꯅꯥ ꯇꯧꯈꯤꯕ ꯊꯕꯛꯁꯤꯡ ꯑꯗꯨ ꯈꯛꯇꯗꯥ ꯅꯠꯇꯅꯥ꯫ ꯄꯣꯖꯤꯁꯟ ꯈꯨꯗꯤꯡꯃꯛꯀꯤ ꯑꯣꯏꯅꯥ, ꯅꯍꯥꯛꯅꯥ ꯑꯣꯔꯒꯥꯅꯥꯏꯖꯦꯁꯟ ꯑꯗꯨꯗꯥ ꯀꯔꯝꯅꯥ ꯄꯣꯖꯤꯇꯤꯚ ꯑꯣꯏꯕꯥ ꯏꯝꯄꯦꯛꯇ ꯑꯃ ꯄꯤꯈꯤꯕꯒꯦ ꯍꯥꯏꯕꯗꯨ ꯎꯠꯅꯕꯥ, ꯃꯁꯤꯡ ꯅꯠ ꯅꯠꯇꯔꯒꯥ ꯆꯥꯗꯥ ꯌꯥꯎꯕꯥ ꯑꯀꯛꯅꯕꯥ ꯑꯦꯆꯤꯚꯃꯦꯟꯇꯁꯤꯡ ꯌꯥꯎꯍꯟꯒꯗꯕꯅꯤ꯫ ꯑꯦꯛꯇꯤꯡ ꯂꯦꯡꯒꯨꯌꯦꯖ ꯁꯤꯖꯤꯟꯅꯧ: ꯅꯍꯥꯛꯀꯤ ꯊꯧꯗꯥꯡꯁꯤꯡ ꯑꯃꯁꯨꯡ ꯑꯦꯆꯤꯕꯃꯦꯟꯇꯁꯤꯡ ꯑꯗꯨ ꯐꯣꯡꯗꯣꯛꯅꯕꯒꯤꯗꯃꯛ ꯑꯀꯟꯕꯥ ꯑꯦꯛꯁꯟ ꯕꯔꯕꯁꯤꯡ ꯁꯤꯖꯤꯟꯅꯧ, ꯑꯃꯁꯨꯡ ꯄꯦꯁꯤꯐꯤꯛ ꯂꯦꯡꯒꯨꯌꯦꯖ ꯁꯤꯖꯤꯟꯅꯔꯣꯏꯗꯕꯅꯤ꯫ ꯃꯁꯤꯅꯥ ꯅꯍꯥꯛꯀꯤ ꯔꯤꯖ꯭ꯌꯨꯝ ꯑꯗꯨ ꯍꯦꯟꯅꯥ ꯑꯦꯡꯒꯦꯖ ꯇꯧꯍꯜꯂꯤ ꯑꯃꯁꯨꯡ ꯅꯍꯥꯛꯀꯤ ꯊꯕꯛꯇꯥ ꯅꯍꯥꯛꯅꯥ ꯑꯦꯛꯇꯤꯕ ꯑꯣꯏꯅꯥ ꯊꯧꯗꯥꯡ ꯂꯧꯔꯤ ꯍꯥꯏꯕꯥ ꯎꯠꯂꯤ꯫ ꯄ꯭ꯔꯨꯐꯔꯤꯗ ꯑꯃꯁꯨꯡ ꯑꯦꯗꯤꯠ ꯇꯧꯕꯥ: ꯃꯥꯏꯄꯥꯛꯂꯕꯥ ꯔꯤꯖ꯭ꯌꯨꯝ ꯑꯃꯅꯥ ꯑꯁꯣꯏꯕ ꯑꯃꯁꯨꯡ ꯇꯥꯏꯞ ꯇꯧꯕꯒꯤ ꯑꯁꯣꯏꯕꯥ ꯂꯩꯇꯦ, ꯃꯔꯝ ꯑꯗꯨꯅꯥ ꯁꯕꯃꯤꯠ ꯇꯧꯗ꯭ꯔꯤꯉꯩꯗꯥ ꯃꯗꯨ ꯆꯦꯛꯁꯤꯟꯅꯥ ꯄ꯭ꯔꯨꯐ ꯔꯤꯗ ꯇꯧꯕꯥ ꯁꯣꯏꯗꯅꯥ ꯇꯧꯕꯤꯌꯨ꯫ ꯀꯔꯤꯒꯨꯝꯕꯥ ꯌꯥꯕꯥ ꯇꯥꯔꯕꯗꯤ, ꯅꯍꯥꯛꯅꯥ ꯊꯦꯡꯅꯔꯛꯄꯥ ꯑꯁꯣꯏꯕꯥ ꯑꯃꯍꯦꯛꯇꯕꯨ ꯂꯧꯁꯤꯟꯅꯕꯥ ꯃꯔꯨꯞ ꯅꯠꯇꯔꯒꯥ ꯃꯦꯟꯇꯔ ꯑꯃꯅꯥ ꯅꯍꯥꯛꯅꯥ ꯃꯗꯨ ꯔꯤꯚꯤꯌꯨ ꯇꯧꯍꯜꯂꯨ꯫ ꯊꯕꯛ ꯃꯐꯝꯗꯥ ꯀ꯭ꯔꯤꯌꯦꯇꯤꯕꯤꯇꯤ ꯌꯣꯛꯈꯠꯅꯕꯥ ꯄꯥꯝꯕꯩꯁꯤꯡꯒꯤ ꯂꯤꯁꯠ ꯑꯃ ꯁꯦꯝꯕꯥ꯫ ꯊꯕꯛ ꯃꯐꯝꯗꯥ ꯀ꯭ꯔꯤꯌꯦꯇꯤꯕꯤꯇꯤ ꯌꯣꯛꯈꯠꯅꯕꯒꯤ ꯑꯣꯏꯊꯣꯛꯄꯥ ꯌꯥꯕꯥ ꯃꯑꯣꯡ ꯇꯔꯥ ꯃꯈꯥꯗꯥ ꯄꯤꯔꯤ: ꯕ꯭ꯔꯦꯟꯁ꯭ꯇꯣꯔꯃꯤꯡ ꯁꯦꯁꯅꯁꯤꯡ ꯅꯠꯇꯔꯒꯥ ꯆꯥꯡ ꯅꯥꯏꯅꯥ ꯇꯤꯝꯒꯤ ꯃꯤꯐꯝꯁꯤꯡꯒꯤ ꯈꯨꯠꯊꯥꯡꯗꯥ ꯋꯥꯈꯜꯂꯣꯟ ꯁꯦꯌꯔ ꯇꯧꯅꯕꯥ ꯄꯨꯛꯅꯤꯡ ꯊꯧꯒꯠꯄꯥ꯫ ꯃꯆꯨ ꯀꯌꯥꯅꯥ ꯊꯜꯂꯕꯥ ꯑꯃꯁꯨꯡ ꯄꯨꯛꯅꯤꯡ ꯊꯧꯒꯠꯅꯤꯡꯉꯥꯏ ꯑꯣꯏꯕꯥ ꯗꯦꯀꯣꯔ, ꯑꯍꯥꯡꯕꯥ ꯃꯐꯝꯁꯤꯡ ꯅꯠꯇꯔꯒꯥ ꯃꯍꯧꯁꯥꯒꯤ ꯃꯉꯥꯜꯒꯨꯝꯕꯥ ꯊꯕꯛ ꯊꯧꯔꯝꯒꯤ ꯑꯀꯣꯏꯕꯥ ꯑꯃ ꯄꯤꯕꯥ꯫ ꯇꯤꯝ ꯃꯦꯝꯕꯔꯁꯤꯡꯒꯤ ꯃꯔꯛꯇꯥ ꯑꯃꯁꯨꯡ ꯗꯤꯄꯥꯔꯇꯃꯦꯟꯇꯁꯤꯡꯒꯤ ꯃꯔꯛꯇꯥ ꯄꯨꯟꯅꯥ ꯊꯕꯛ ꯇꯧꯃꯤꯟꯅꯕꯥ ꯍꯦꯟꯒꯠꯍꯟꯕ ꯫ ꯏꯝꯄꯂꯣꯌꯤꯁꯤꯡꯅꯥ ꯑꯦꯛꯁꯔꯁꯥꯏꯖ ꯇꯧꯅꯕꯥ, ꯃꯦꯗꯤꯇꯦꯁꯟ ꯇꯧꯅꯕꯥ ꯅꯠꯇꯔꯒꯥ ꯁꯨꯞꯅꯒꯤ ꯈꯣꯡꯅꯥ ꯆꯠꯄꯒꯤꯗꯃꯛ ꯕ꯭ꯔꯦꯛ ꯂꯧꯕꯥ ꯌꯥꯍꯟꯕꯤꯌꯨ, ꯃꯈꯣꯏꯒꯤ ꯋꯥꯈꯜ ꯁꯦꯡꯗꯣꯛꯅꯕꯥ ꯑꯃꯁꯨꯡ ꯑꯅꯧꯕꯥ ꯋꯥꯈꯜꯂꯣꯅꯁꯤꯡ ꯄꯨꯊꯣꯛꯅꯕꯥ꯫ ꯃꯇꯝ ꯃꯇꯝꯒꯤ ꯑꯣꯏꯅꯥ ꯃꯥꯏ ꯄꯥꯛꯄꯥ ꯉꯝꯗꯕꯥ ꯑꯣꯏꯔꯕꯁꯨ ꯔꯤꯁꯛ ꯂꯧꯕꯥ ꯑꯃꯁꯨꯡ ꯑꯦꯛꯁꯄꯔꯤꯃꯦꯟꯇ ꯇꯧꯕꯗꯥ ꯄꯨꯛꯅꯤꯡ ꯊꯧꯒꯠꯄꯥ꯫ ꯋꯥꯔꯀꯁꯣꯄꯁꯤꯡ, ꯇ꯭ꯔꯦꯅꯤꯡꯁꯤꯡ ꯄꯥꯡꯊꯣꯛꯄꯥ ꯅꯠꯇꯔꯒꯥ ꯑꯅꯧꯕꯥ ꯂꯧꯁꯤꯡ ꯁꯦꯌꯔ ꯇꯧꯅꯕꯥ ꯑꯃꯁꯨꯡ ꯀ꯭ꯔꯤꯌꯦꯇꯤꯕꯤꯇꯤꯗꯥ ꯏꯊꯤꯜ ꯄꯤꯅꯕꯥ ꯒꯦꯁꯠ ꯁ꯭ꯄꯤꯀꯔꯁꯤꯡ ꯀꯧꯕꯥ꯫ ꯑꯅꯧꯕꯥ ꯋꯥꯈꯜꯂꯣꯟꯁꯤꯡ ꯅꯠꯔꯒꯥ ꯁꯣꯂꯨꯁꯟꯁꯤꯡꯒꯤꯗꯃꯛ ꯏꯝꯄꯂꯣꯌꯤꯁꯤꯡꯗꯥ ꯃꯅꯥ ꯄꯤꯕꯥ꯫ ꯏꯝꯄꯂꯣꯌꯤꯁꯤꯡꯅꯥ ꯃꯈꯣꯏꯒꯤ ꯀ꯭ꯔꯤꯌꯦꯇꯤꯕꯤꯇꯤ ꯐꯣꯡꯗꯣꯛꯅꯕꯒꯤꯗꯃꯛ ꯃꯊꯧ ꯇꯥꯕꯥ ꯈꯨꯠꯂꯥꯏꯁꯤꯡ ꯑꯃꯁꯨꯡ ꯔꯤꯁꯣꯔꯁꯁꯤꯡ, ꯈꯨꯗꯝ ꯑꯣꯏꯅꯥ ꯗꯤꯖꯥꯏꯟ ꯁꯣꯐꯋꯦꯌꯔ ꯅꯠꯔꯒꯥ ꯑꯥꯔꯇꯤꯁꯇꯤꯛ ꯃꯦꯇꯔꯤꯑꯦꯜꯁꯤꯡ ꯄꯤꯕꯥ꯫ ꯏꯅꯣꯕꯦꯁꯟꯒꯤ ꯑꯃꯨꯛꯇꯪ ꯑꯃꯁꯨꯡ ꯏꯟꯀ꯭ꯂꯨꯁꯤꯕ ꯀꯜꯆꯔ ꯑꯃ ꯁꯦꯝꯒꯠꯅꯕꯥ, ꯏꯝꯄꯂꯣꯌꯤꯁꯤꯡꯒꯤ ꯐꯤꯗꯕꯦꯛ ꯑꯃꯁꯨꯡ ꯁꯖꯦꯁꯟꯁꯤꯡ ꯇꯔꯥꯝꯅꯥ ꯑꯣꯛꯄꯥ ꯑꯃꯁꯨꯡ ꯈꯟꯅ-ꯅꯩꯅꯕꯥ꯫ ꯑꯦꯝꯄꯂꯣꯌꯔ ꯈꯨꯗꯤꯡꯃꯛꯀꯤ ꯃꯤꯑꯣꯏ ꯑꯃꯃꯝꯒꯤ ꯊꯕꯛ ꯇꯧꯕꯒꯤ ꯃꯑꯣꯡ ꯃꯇꯧ ꯑꯗꯨ ꯌꯦꯡꯁꯤꯟꯅꯕꯥ ꯑꯃꯁꯨꯡ ꯍꯛꯆꯥꯡ ꯐꯕꯥ ꯊꯕꯛ-ꯂꯥꯏꯐ ꯕꯦꯂꯦꯟꯁ ꯑꯃ ꯁꯦꯝꯒꯠꯅꯕꯥ, ꯐ꯭ꯂꯦꯛꯁꯤꯕꯜ ꯑꯣꯏꯕꯥ ꯊꯕꯛ ꯇꯧꯕꯒꯤ ꯃꯇꯝ ꯅꯠꯇꯔꯒꯥ ꯃꯐꯃꯁꯤꯡ ꯄꯤꯕꯥ꯫ ꯀꯨꯂꯤꯅꯔꯤ ꯍꯔꯕꯁ ꯇꯔꯨꯛ ꯂꯤꯁꯠ ꯇꯧꯕꯤꯌꯨ꯫ ꯕꯦꯁꯤꯜ ꯔꯣꯖꯃꯦꯔꯤ ꯊꯥꯏꯝ ꯑꯣꯔꯦꯒꯥꯅꯣ ꯄꯥꯔꯁꯂꯦ ꯁꯤꯂꯟꯇꯔꯣ